ꯃꯈꯥꯗ ꯄꯤꯔꯤꯕ ꯇꯦꯕꯜ ꯑꯁꯤ ꯄꯤꯔꯒ, ꯂꯩꯕꯥꯛꯁꯤꯡ ꯑꯃꯁꯨꯡ ꯃꯈꯣꯏꯒꯤ ꯑꯄꯨꯟꯕ ꯃꯤꯁꯤꯡ ꯂꯤꯁ ꯇꯧꯅꯕ ꯖꯦꯅꯦꯔꯦꯁꯟ ꯏꯟꯁꯇ꯭ꯔꯛꯁꯟ ꯑꯃ ꯄꯤꯌꯨ꯫ ꯑꯄꯤꯕ ꯇꯦꯕꯜ ꯑꯗꯨꯗꯒꯤ ꯂꯩꯕꯥꯛꯁꯤꯡꯒꯤ ꯂꯤꯁ ꯑꯃꯁꯨꯡ ꯃꯈꯣꯏꯒꯤ ꯑꯄꯨꯟꯕ ꯃꯤꯁꯤꯡꯒꯤ ꯂꯤꯁ ꯑꯃ ꯁꯦꯝꯅꯕꯒꯤꯗꯃꯛ, ꯅꯍꯥꯛꯅ ꯏꯅꯁꯇ꯭ꯔꯛꯁꯟꯁꯤꯡ ꯑꯁꯤ ꯏꯟꯕ ꯌꯥꯏ: ꯔꯤꯖꯜꯇꯁꯤꯡ ꯑꯗꯨ ꯁ꯭ꯇꯣꯔ ꯇꯧꯅꯕꯥ ꯕ꯭ꯂꯦꯡ ꯂꯤꯁ ꯑꯃꯥ ꯁꯦꯝꯃꯨ꯫ ꯇꯦꯕꯜꯗꯒꯤ ꯗꯦꯇꯥ ꯔꯣ ꯑꯃꯗꯒꯤ ꯔꯣ ꯑꯃꯗꯥ ꯂꯧꯊꯣꯛꯄ ꯍꯧꯒꯗꯕꯅꯤ꯫ ꯔꯣ ꯈꯨꯗꯤꯡꯃꯛꯀꯤ ꯑꯣꯏꯅꯥ ꯂꯩꯕꯥꯛꯀꯤ ꯃꯃꯤꯡ ꯑꯃꯁꯨꯡ ꯃꯁꯤꯒꯤ ꯃꯤꯁꯤꯡ ꯂꯧꯊꯣꯛꯄ꯫ ꯑꯔꯣꯏꯕꯗ, ꯅꯍꯥꯛꯅ ꯂꯩꯕꯥꯛꯁꯤꯡꯒꯤ ꯃꯃꯤꯡ ꯑꯃꯁꯨꯡ ꯃꯈꯣꯏꯒꯤ ꯑꯄꯨꯟꯕ ꯃꯤꯁꯤꯡ ꯌꯥꯎꯕ ꯇꯨꯄꯜꯁꯤꯡꯒꯤ ꯂꯤꯁ ꯑꯃꯥ ꯂꯩꯒꯅꯤ, ꯃꯗꯨ ꯏꯟꯐꯣꯔꯃꯦꯁꯟ ꯑꯗꯨ ꯃꯈꯥ ꯇꯥꯅ ꯎꯠꯄ ꯅꯠꯇ꯭ꯔꯒ ꯄ꯭ꯔꯣꯁꯦꯁ ꯇꯧꯕꯗ ꯁꯤꯖꯤꯟꯅꯕ ꯌꯥꯒꯅꯤ꯫ ꯁꯣꯁꯤꯑꯦꯜ ꯗꯤꯁ꯭ꯇꯦꯟꯁꯤꯡꯒꯤ ꯃꯇꯝꯗ ꯀꯅꯥꯒꯨꯝꯕ ꯑꯃꯒꯤ ꯃꯄꯣꯛ ꯅꯨꯃꯤꯠ ꯄꯥꯡꯊꯣꯛꯅꯕ ꯄꯥꯝꯕꯩ ꯑꯃꯥ ꯄꯨꯔꯛꯎ꯫ ꯁꯣꯁꯤꯑꯦꯜ ꯗꯤꯁ꯭ꯇꯦꯟꯁꯤꯡꯒꯤ ꯃꯇꯝꯗ ꯀꯅꯥꯒꯨꯝꯕ ꯑꯃꯒꯤ ꯃꯄꯣꯛ ꯅꯨꯃꯤꯠ ꯄꯥꯡꯊꯣꯛꯄꯒꯤ ꯃꯑꯣꯡ ꯑꯃꯗꯤ ꯚꯔꯆꯨꯑꯦꯜ ꯄꯥꯔꯇꯤ ꯑꯃ ꯊꯥꯗꯣꯛꯄꯅꯤ꯫ ꯃꯁꯤ ꯊꯣꯛꯍꯟꯅꯕꯒꯤꯗꯃꯛꯇ ꯈꯣꯡꯊꯥꯡ ꯈꯔꯗꯤ ꯃꯈꯥꯗꯥ ꯄꯤꯔꯤ: ꯑꯆꯨꯝꯕꯥ ꯄ꯭ꯂꯦꯇꯐꯣꯔꯝ ꯑꯃꯥ ꯈꯜꯂꯨ: ꯖꯨꯝ, ꯁ꯭ꯀꯥꯏꯞ, ꯅꯠꯇ꯭ꯔꯒ ꯒꯨꯒꯜ ꯃꯤꯇꯒꯨꯝꯕ ꯚꯤꯗꯤꯑꯣ ꯀꯟꯐꯔꯦꯟꯁꯤꯡ ꯄ꯭ꯂꯦꯇꯐꯣꯔꯝ ꯑꯃ ꯈꯜꯂꯨ, ꯑꯃꯁꯨꯡ ꯅꯍꯥꯛꯀꯤ ꯒꯦꯁ꯭ꯇꯁꯤꯡꯅꯥ ꯃꯗꯨ ꯈꯪꯖꯅꯕꯥ ꯁꯣꯏꯗꯅ ꯇꯧꯕꯤꯌꯨ꯫ ꯏꯟꯚꯥꯏꯇꯦꯁꯟ ꯊꯥꯕ: ꯚꯔꯆꯨꯑꯦꯜ ꯄꯥꯔꯇꯤꯒꯤ ꯑꯀꯨꯞꯄꯥ ꯃꯔꯣꯜꯁꯤꯡ ꯌꯥꯎꯕ ꯏ-ꯏꯟꯚꯥꯏꯠ ꯑꯃꯥ ꯁꯦꯝꯃꯨ ꯑꯃꯁꯨꯡ ꯃꯗꯨ ꯒꯦꯁ ꯄꯨꯝꯅꯃꯛꯇ ꯊꯥꯕꯤꯌꯨ꯫ ꯊꯕꯛ ꯊꯧꯔꯝꯁꯤꯡ ꯊꯧꯔꯥꯡ ꯇꯧꯕ: ꯃꯤꯄꯨꯝ ꯈꯨꯗꯤꯡꯃꯛꯄꯨ ꯅꯨꯡꯉꯥꯏꯅ ꯂꯩꯅꯕ ꯊꯕꯛ ꯊꯧꯔꯝ ꯈꯔꯥ ꯊꯧꯔꯥꯡ ꯇꯧꯕ, ꯈꯨꯗꯝ ꯑꯣꯏꯅ, ꯚꯔꯆꯨꯑꯦꯜ ꯒꯦꯝꯁꯤꯡ, ꯀꯦꯔꯥꯎꯀꯦ ꯅꯠꯇ꯭ꯔꯒ ꯇ꯭ꯔꯤꯕꯤꯌꯥ ꯀꯟꯇꯦꯁ꯫ ꯚꯔꯆꯨꯑꯦꯜ ꯁ꯭ꯄꯦꯁ ꯁꯦꯝꯖꯤꯟꯕ: ꯒꯦꯁ꯭ꯇꯁꯤꯡꯗ ꯃꯈꯣꯏꯒꯤ ꯕꯦꯛꯒ꯭ꯔꯥꯎꯟꯗꯁꯤꯡ ꯁꯦꯝꯖꯤꯟꯅꯕ ꯍꯥꯏꯌꯨ ꯅꯠꯇ꯭ꯔꯒꯥ ꯀꯨꯝꯃꯩꯒꯤ ꯃꯑꯣꯡ ꯑꯃꯥ ꯁꯦꯝꯅꯕꯥ ꯃꯇꯤꯛ ꯆꯥꯕ ꯚꯔꯆꯨꯑꯦꯜ ꯕꯦꯛꯒ꯭ꯔꯥꯎꯟꯗ ꯑꯃꯥ ꯁꯤꯖꯤꯟꯅꯧ꯫ ꯀꯦꯛ ꯑꯃꯥ ꯂꯩꯌꯨ: ꯃꯄꯣꯛ ꯅꯨꯃꯤꯠꯀꯤ ꯃꯤꯑꯣꯏ ꯑꯗꯨꯒꯤ ꯌꯨꯝꯗꯥ ꯀꯦꯛ ꯅꯠꯇ꯭ꯔꯒꯥ ꯗꯦꯁꯔꯠ ꯑꯃꯥ ꯊꯥꯕꯤꯌꯨ, ꯑꯃꯁꯨꯡ ꯃꯤꯄꯨꯝ ꯈꯨꯗꯤꯡꯃꯛꯅ ꯃꯩ ꯊꯥꯕ ꯃꯇꯝꯗ ꯄꯨꯟꯅ "ꯍꯦꯞꯄꯤ ꯕꯔꯊꯗꯦ" ꯍꯥꯏꯅꯥ ꯏꯁꯩ ꯁꯛꯄꯤꯌꯨ꯫ ꯄꯣꯠꯆꯩ ꯁꯥꯕ: ꯊꯧꯔꯝ ꯑꯁꯤ ꯑꯈꯟꯅꯕ ꯑꯃ ꯑꯣꯏꯍꯟꯅꯕ ꯃꯤꯄꯨꯝ ꯈꯨꯗꯤꯡꯃꯛꯄꯨ ꯄꯣꯠꯆꯩ ꯌꯣꯟꯕ ꯑꯃꯁꯨꯡ ꯅꯨꯡꯉꯥꯏꯕ ꯄꯣꯠꯁꯛ ꯑꯃ ꯁꯣꯛꯅꯕ ꯄꯨꯛꯅꯤꯡ ꯊꯧꯒꯠꯄ꯫ ꯃꯄꯣꯛ ꯅꯨꯃꯤꯠꯀꯤ ꯚꯤꯗꯤꯑꯣ ꯑꯃ ꯁꯦꯝꯃꯨ: ꯃꯤꯄꯨꯝ ꯈꯨꯗꯤꯡꯃꯛꯇ ꯃꯄꯣꯛ ꯅꯨꯃꯤꯠꯀꯤ ꯃꯤꯑꯣꯏ ꯑꯗꯨꯒꯤꯗꯃꯛ ꯑꯄꯤꯛꯄꯥ ꯄꯥꯎꯖꯦꯜ ꯑꯃꯥ ꯔꯦꯀꯣꯔꯗ ꯇꯧꯅꯕꯥ ꯍꯥꯏꯌꯨ, ꯃꯈꯣꯏꯕꯨ ꯄꯨꯟꯅ ꯃꯄꯣꯛ ꯅꯨꯃꯤꯠꯀꯤ ꯃꯣꯟꯇꯦꯖ ꯑꯃꯥ ꯑꯣꯏꯅꯥ ꯑꯦꯗꯤꯠ ꯇꯧ, ꯑꯃꯁꯨꯡ ꯚꯔꯆꯨꯑꯦꯜ ꯄꯥꯔꯇꯤꯒꯤ ꯃꯅꯨꯡꯗ ꯁꯥꯟꯅꯧ꯫ ꯒ꯭ꯔꯨꯞ ꯐꯣꯇꯣ ꯑꯃ ꯂꯧꯕ: ꯅꯤꯡꯁꯤꯡꯕꯁꯤꯡ ꯑꯗꯨ ꯂꯧꯁꯤꯟꯅꯕ ꯑꯃꯁꯨꯡ ꯃꯤꯄꯨꯝ ꯈꯨꯗꯤꯡꯃꯛꯇ ꯁꯦꯌꯔ ꯇꯧꯅꯕ ꯏꯁ꯭ꯀꯔꯤꯟꯁꯣꯠ ꯅꯠꯇ꯭ꯔꯒ ꯒ꯭ꯔꯨꯞ ꯐꯣꯇꯣ ꯂꯧꯕ꯫ ꯂꯣꯏꯁꯤꯜꯂꯛꯄꯗ, ꯁꯣꯁꯤꯑꯦꯜ ꯗꯤꯁ꯭ꯇꯦꯟꯁꯤꯡꯒꯤ ꯃꯈꯥꯗ ꯃꯤꯑꯣꯏ ꯑꯃꯒ ꯃꯤꯑꯣꯏ ꯑꯃꯒ ꯋꯥꯔꯤ ꯁꯥꯕ ꯑꯁꯤ ꯑꯣꯏꯊꯣꯛꯄ ꯉꯃꯗꯕ ꯑꯣꯏꯔꯕꯁꯨ, ꯈꯔꯥ ꯀ꯭ꯔꯤꯌꯦꯇꯤꯕꯤꯇꯤ ꯑꯃꯁꯨꯡ ꯍꯣꯠꯅꯕꯅ, ꯃꯍꯥꯛꯅ ꯍꯧꯖꯤꯛꯁꯨ ꯅꯨꯡꯁꯤꯖꯔꯕ ꯃꯤꯑꯣꯏ ꯑꯃꯒꯤ ꯃꯄꯣꯛ ꯅꯨꯃꯤꯠ ꯄꯥꯡꯊꯣꯛꯄꯥ ꯌꯥꯏ ꯑꯃꯁꯨꯡ ꯃꯈꯣꯏꯒꯤꯗꯃꯛꯇ ꯑꯈꯟꯅꯕ ꯅꯨꯃꯤꯠ ꯑꯃ ꯑꯣꯏꯍꯟꯕ ꯌꯥꯏ꯫